ꯃꯅꯤꯄꯨꯔꯤ ꯃꯃꯤ ꯀꯨꯝꯍꯩ ꯅꯩꯅꯕꯁꯤꯡꯅ ꯃꯍꯥꯛꯅ ꯑꯍꯥꯟꯕ ꯑꯣꯏꯅ ꯃꯍꯥꯛꯀꯤ ꯏꯁꯀ꯭ꯔꯤꯟꯗ ꯌꯥꯎꯕ ꯃꯇꯝꯗ ꯇꯧꯈꯤꯕ ꯐꯣꯔꯀꯥꯁꯠ ꯑꯗꯨꯗꯤ ꯃꯍꯥꯛ ꯑꯊꯨꯕ ꯃꯇꯝꯗ ꯑꯅꯧꯕ ꯃꯇꯝꯒꯤ ꯁ꯭ꯇꯥꯔ ꯑꯣꯏꯒꯗꯧꯔꯤꯕꯅꯤ꯫ ꯑꯉꯥꯡꯁꯤꯡ ꯑꯃꯁꯨꯡ ꯅꯍꯥ ꯑꯣꯏꯔꯤꯕ ꯈꯨꯗꯤꯡꯃꯛꯅ ꯃꯍꯥꯛꯀꯤ ꯃꯤꯅꯣꯛ ꯑꯁꯤ ꯄꯥꯝꯅꯩ ꯍꯥꯏꯅ ꯌꯥꯅꯈꯤ ꯑꯃꯁꯨꯡ ꯃꯍꯥꯛꯅ ꯇꯁꯦꯡꯅ ꯒ꯭ꯂꯦꯃꯔ ꯑꯃꯁꯨꯡ ꯍꯩꯊꯣꯏ-ꯁꯤꯡꯊꯣꯏꯕꯁꯤꯡꯕꯨ ꯂꯥꯏꯅ ꯄꯨꯟꯁꯤꯟꯈꯤ꯫ ꯃꯍꯥꯛꯅ ꯈꯨꯖꯤ, ꯅꯨꯡꯁꯤ ꯍꯦꯛꯇꯥ ꯍꯩꯔꯥꯒꯦ, ꯅꯁꯦ ꯅꯪꯁꯨ ꯃꯧꯅꯤ, ꯁꯛꯊꯤꯕꯤ ꯇꯝꯐꯥ, ꯑꯈꯨꯟꯕꯥ ꯃꯅꯤ, ꯇꯥ ꯇꯣꯝꯕꯥ ꯑꯁꯤꯅꯆꯤꯡꯕꯗ ꯊꯥꯒꯠꯅꯤꯡꯉꯥꯏ ꯑꯣꯏꯕ ꯄꯔꯐꯣꯃꯦꯟꯁꯁꯤꯡ ꯄꯤꯈ꯭ꯔꯦ꯫ ꯀꯃꯂꯥ ꯁꯥꯏꯈꯣꯝ ꯑꯁꯤ ꯅꯍꯥꯛꯀꯤ ꯇꯦꯂꯤꯁ꯭ꯀꯣꯄꯤꯛ ꯃꯤꯠ(ꯁꯤꯡ) ꯑꯗꯨ ꯀꯗꯥꯏꯗ ꯊꯝꯈꯤꯕꯒꯦ ꯍꯥꯏꯕꯒꯤ ꯃꯇꯨꯡ ꯏꯟꯅ ꯑꯅꯧꯕ ꯑꯋꯥꯡꯕꯁꯤꯡ ꯊꯤꯖꯤꯟꯕ ꯉꯝꯗ꯭ꯔꯕꯁꯨ ꯃꯅꯥꯛꯇ ꯂꯩꯕ ꯐꯖꯔꯕ ꯅꯨꯄꯤꯃꯆꯥ ꯅꯠꯇ꯭ꯔꯒ ꯁ꯭ꯀ꯭ꯔꯤꯟꯒꯤ ꯍꯩꯊꯣꯏ-ꯁꯤꯡꯊꯣꯏꯕ ꯑꯃ ꯑꯣꯏꯕ ꯌꯥꯏ꯫ ꯃꯁꯤ ꯄꯨꯝꯅꯃꯛ ꯂꯩꯀꯥꯏ ꯑꯃꯁꯨꯡ ꯁ꯭ꯀꯨꯜꯒꯤ ꯊꯧꯔꯝꯁꯤꯡꯗ ꯍꯧꯈꯤ꯫ ꯃꯍꯥꯛ ꯖꯒꯣꯏ ꯈꯛꯇꯃꯛ ꯄꯥꯝꯃꯤ꯫ ꯃꯍꯥꯛꯀꯤ ꯃꯃꯤꯡ ꯂꯩꯔꯕ ꯑꯍꯥꯟꯕ ꯃꯤꯌꯥꯝꯒꯤ ꯖꯒꯣꯏꯒꯤ ꯊꯧꯔꯝꯁꯤꯡꯒꯤ ꯃꯅꯨꯡꯗ ꯑꯃꯗꯤ ꯏꯪ ꯂꯤꯁꯤꯡ ꯑꯅꯤꯗ ꯕ꯭ꯔꯥꯏꯠ ꯐꯤꯜꯃ꯭ꯁꯅ ꯄꯥꯡꯊꯣꯛꯈꯤ꯫ ꯏꯪ ꯐꯥꯎꯕꯗ ꯃꯍꯥꯛꯅ ꯃꯅꯤꯄꯨꯔ ꯃꯅꯤꯄꯨꯔꯤ ꯃ꯭ꯌꯨꯖꯤꯛ ꯚꯤꯗꯤꯑꯣꯒꯤ ꯃꯥꯂꯦꯝꯗ ꯊꯦꯝꯖꯤꯟꯈꯤ꯫ ꯂꯦꯡꯂꯤꯕ ꯀꯦꯃꯦꯔꯥꯁꯤꯡꯒꯤ ꯃꯃꯥꯡꯗ ꯃꯍꯥꯛꯀꯤ ꯄꯥꯡꯊꯣꯛꯄ ꯉꯝꯕ ꯑꯗꯨ ꯃꯤꯄꯨꯝ ꯈꯨꯗꯤꯡꯃꯛꯅ ꯁꯛꯈꯪꯈꯤ꯫ ꯑꯩꯍꯥꯛ ꯃꯇꯝ ꯈꯨꯗꯤꯡꯃꯛꯇ ꯖꯒꯣꯏ ꯁꯥꯕ ꯄꯥꯝꯃꯤ ꯑꯃꯁꯨꯡ ꯇꯁꯦꯡꯅ ꯊꯧꯔꯝ ꯑꯃꯁꯨꯡ ꯑꯊꯣꯏ-ꯑꯍꯦꯟ ꯇꯥꯟꯅꯕ ꯀꯌꯥꯗ ꯁꯔꯨꯛ ꯌꯥꯈ꯭ꯔꯦ꯫ ꯑꯩꯅ ꯖꯒꯣꯏ ꯁꯥꯕꯒꯤꯗꯃꯛ ꯃꯅꯥ ꯅꯠꯇ꯭ꯔꯒ ꯃꯅꯥ ꯑꯃꯠꯇ ꯐꯪꯗ꯭ꯔꯤ ꯍꯥꯏꯕꯁꯤ ꯑꯇꯣꯞꯄ ꯋꯥꯐꯝ ꯑꯃꯅꯤ꯫ ꯑꯗꯨꯕꯨ ꯃꯤꯌꯥꯝꯅ ꯑꯩꯕꯨ ꯖꯒꯣꯏ ꯁꯥꯕ ꯌꯦꯡꯕ ꯄꯥꯝꯃꯤ ꯍꯥꯏꯅ ꯑꯩꯅ ꯈꯜꯂꯤ"꯫ ꯀꯃꯂꯥꯅ ꯋꯥꯈꯜ ꯈꯟꯗꯨꯅ ꯐꯣꯡꯗꯣꯛꯏ꯫ ꯃꯍꯥꯛꯅ ꯃꯃꯤ ꯀꯨꯝꯍꯩꯁꯤꯡꯗ ꯃꯄꯨꯡ ꯐꯥꯕ ꯁꯛꯇꯝꯁꯤꯡ ꯐꯪꯗ꯭ꯔꯤꯉꯩ ꯃꯃꯥꯡꯗꯁꯨ ꯃꯍꯥꯛꯅ ꯃꯅꯤꯄꯨꯔꯤ ꯐꯤꯜ꯭ꯃ ꯏꯟꯗꯁꯇ꯭ꯔꯤꯗ ꯖꯨꯅꯤꯌꯔ ꯑꯥꯔꯇꯤꯁꯠ ꯑꯃꯥ ꯑꯣꯏꯅ ꯌꯥꯎꯈꯤ ꯑꯃꯁꯨꯡ ꯃꯀꯣꯛ ꯊꯣꯡꯕ ꯅꯨꯄꯥ ꯑꯃꯁꯨꯡ ꯅꯨꯄꯤ ꯃꯃꯤꯔꯣꯏ ꯈꯔꯒꯤ ꯃꯇꯨꯡꯗ ꯖꯒꯣꯏ ꯐꯥꯎꯕ ꯁꯥꯈꯤ ꯍꯥꯏꯅ ꯃꯍꯥꯛꯅ ꯍꯥꯏ꯫ ꯑꯗꯨꯒ ꯃꯥꯟ ꯃꯗꯨꯒꯤ ꯃꯇꯨꯡꯗ ꯏꯪ ꯂꯤꯁꯤꯡ ꯑꯅꯤꯒ ꯁꯨꯞꯅ ꯑꯅꯤꯗ ꯁꯥꯌꯥ ꯀꯧꯕ ꯃꯃꯤ ꯀꯨꯝꯍꯩ ꯑꯃ ꯂꯥꯛꯈꯤ꯫ ꯃꯁꯤꯒꯤ ꯃꯇꯨꯡꯗ ꯄꯥꯈꯡ ꯅꯝꯕꯔ ꯋꯥꯟ ꯍꯥꯏꯅ ꯃꯤꯡꯊꯣꯟꯕ ꯑꯇꯣꯞꯄ ꯁꯦꯂꯨꯂꯣꯏꯗ ꯄ꯭ꯔꯣꯖꯦꯛ ꯑꯃ ꯂꯥꯛꯈꯤ, ꯑꯥꯗꯨ ꯂꯥꯏꯕꯛ ꯊꯤꯕꯗꯤ ꯄꯨꯊꯣꯛꯄꯁꯤꯡꯅ ꯃꯥꯌꯣꯛꯅꯔꯤꯕ ꯁꯦꯜ-ꯊꯨꯝꯒꯤ ꯑꯋꯥꯠꯄ ꯂꯩꯕꯅ ꯃꯔꯝ ꯑꯣꯏꯗꯨꯅ ꯂꯦꯞꯍꯟꯕ ꯇꯥꯈꯤ꯫ ꯃꯍꯥꯛꯀꯤ ꯑꯦꯛꯇꯤꯡꯒꯤ ꯁꯤꯟꯐꯝ ꯄꯨꯝꯅꯃꯛꯇ, ꯃꯍꯥꯛꯅ ꯃꯥꯏꯄꯥꯛꯂꯕ ꯃꯤꯀꯨꯞꯁꯤꯡ, ꯅꯤꯡꯉꯝꯗꯕꯒꯤ ꯃꯤꯀꯨꯞꯁꯤꯡ ꯑꯃꯁꯨꯡ ꯅꯨꯡꯉꯥꯏꯕ ꯊꯦꯡꯅꯈꯤꯕꯁꯤꯡ ꯎꯈꯤ ꯑꯃꯁꯨꯡ ꯃꯍꯥꯛꯅ ꯃꯈꯣꯏꯕꯨ ꯃꯇꯝ ꯁꯥꯡꯅ ꯅꯤꯡꯖꯕ ꯄꯥꯝꯃꯤ꯫ ꯍꯧꯖꯤꯛ ꯐꯥꯎꯕꯗ ꯑꯩꯅ ꯄꯥꯡꯊꯣꯛꯈꯤꯕ ꯈ꯭ꯋꯥꯏꯗꯒꯤ ꯑꯔꯨꯕ ꯁꯔꯨꯛ ꯑꯗꯨꯗꯤ ꯔꯣꯃꯤ ꯃꯩꯇꯩꯅ ꯂꯝꯖꯤꯡ-ꯂꯝꯇꯥꯛꯈꯤꯕ "ꯅꯥꯇꯦꯐꯝꯗꯥ ꯇꯦꯔꯣ" ꯀꯧꯕ ꯃꯃꯤ ꯀꯨꯝꯍꯩ ꯑꯃꯒꯤꯗꯃꯛꯇꯅꯤ꯫ ꯑꯔꯣꯏꯕ ꯁꯤꯟꯁꯤꯡꯒꯤ ꯃꯅꯨꯡꯗ ꯑꯃꯗ, ꯑꯩꯅ ꯁꯛꯇꯝ ꯂꯥꯡꯈꯤꯕ ꯁꯛꯇꯝ ꯑꯗꯨ ꯍꯣꯁꯄꯤꯇꯥꯜꯗ ꯂꯥꯌꯦꯡꯕ ꯇꯥꯈꯤ ꯑꯃꯁꯨꯡ ꯃꯁꯤ ꯁꯤꯕꯒꯤ ꯐꯃꯨꯡꯗ ꯂꯩꯕ ꯁꯛꯇꯝ ꯑꯗꯨꯒꯤ ꯅꯨꯡꯉꯥꯏꯇꯕ ꯁꯤꯟ ꯑꯃ ꯑꯣꯏꯈꯤ꯫ ꯑꯩꯍꯥꯛꯅ ꯁꯛꯇꯝ ꯂꯥꯡꯕꯒꯤ ꯊꯧꯗꯥꯡ ꯑꯗꯨ ꯂꯧꯈꯤꯕ ꯑꯃꯁꯨꯡ ꯁꯤꯕꯒꯤ ꯊꯧꯗꯥꯡ ꯑꯗꯨ ꯄꯥꯡꯊꯣꯛꯄ ꯇꯥꯈꯤꯕꯅ ꯃꯔꯝ ꯑꯣꯏꯗꯨꯅ, ꯑꯩꯍꯥꯛꯅ ꯁꯣꯔ ꯍꯣꯟꯕ ꯂꯦꯞꯄꯗ ꯇꯁꯦꯡꯅ ꯑꯋꯥꯕ ꯃꯥꯌꯣꯛꯅꯈꯤ ꯑꯃꯁꯨꯡ ꯑꯩꯒꯤ ꯃꯤꯠ ꯎꯏꯁꯤꯟꯗꯨꯅ ꯑꯩꯅ ꯁꯛꯇꯝ ꯑꯗꯨꯒꯤ ꯃꯇꯥꯡꯗ ꯈꯟꯗꯨꯅ ꯂꯩꯈꯤ꯫ ꯃꯃꯤ ꯀꯨꯝꯍꯩ ꯑꯗꯨꯃꯛꯇꯗ ꯑꯩꯅ ꯋꯥ ꯉꯥꯡꯕ ꯃꯇꯝꯗ ꯀꯔꯝꯅ ꯊꯦꯡꯒꯥꯏꯒꯗꯒꯦ ꯍꯥꯏꯕꯗꯨ ꯇꯝꯕ ꯇꯥꯈꯤ꯫ ꯇꯁꯦꯡꯅ ꯃꯁꯤ ꯈ꯭ꯋꯥꯏꯗꯒꯤ ꯑꯔꯨꯕ ꯄꯔꯐꯣꯃꯦꯟꯁꯁꯤꯡꯒꯤ ꯃꯅꯨꯡꯗ ꯑꯃꯅꯤ ꯫ ꯃꯗꯨꯒꯤ ꯃꯌꯦꯛ ꯁꯦꯡꯗꯕ ꯃꯤꯅꯣꯛ ꯑꯗꯨꯒ ꯂꯣꯏꯅꯅ, ꯀꯃꯂꯥꯅ ꯃꯍꯥꯛꯀꯤ ꯃꯃꯤ ꯀꯨꯝꯍꯩꯒꯤ ꯁꯤꯟꯐꯝꯗ ꯈ꯭ꯋꯥꯏꯗꯒꯤ ꯅꯨꯡꯉꯥꯏꯕ ꯊꯧꯗꯣꯛꯁꯤꯡꯒꯤ ꯃꯅꯨꯡꯗ ꯑꯃ ꯌꯥꯝꯅ ꯂꯨꯅ ꯂꯤꯔꯤ꯫ "ꯃꯁꯤ ꯗꯤꯃꯥꯄꯨꯔ ꯑꯃꯁꯨꯡ ꯒꯨꯋꯥꯍꯥꯇꯤꯒꯤ ꯃꯐꯝꯁꯤꯡꯗ ꯄꯥꯡꯊꯣꯛꯈꯤꯕ ꯑꯥꯌꯨꯛꯀꯤ ꯂꯤꯛꯂꯥꯒꯤ ꯁꯨꯇꯤꯡꯒꯤ ꯃꯇꯝꯗꯅꯤ꯫ ꯗꯤꯃꯥꯄꯨꯔꯗ ꯅꯝꯕ ꯑꯗꯨꯒꯤ ꯃꯇꯨꯡꯗ ꯁꯤꯟꯅꯥꯏꯕ ꯑꯃꯁꯨꯡ ꯀ꯭ꯔꯨ ꯃꯦꯝꯕꯔ ꯄꯨꯝꯅꯃꯛ ꯕꯁ ꯑꯃꯗ ꯒꯨꯋꯥꯍꯥꯇꯤꯗ ꯆꯠꯈꯤ꯫ ꯑꯩꯈꯣꯏꯒꯤ ꯇꯤꯝꯗ ꯇꯦꯛꯅꯤꯀꯦꯜ ꯄꯨꯝꯅꯃꯛꯀ ꯂꯣꯏꯅꯅ ꯃꯟꯗꯥ ꯑꯃꯁꯨꯡ ꯁꯗꯥꯅꯟꯗꯒꯨꯝꯕ ꯃꯃꯤꯔꯣꯏꯁꯤꯡ ꯌꯥꯎꯈꯤ꯫ ꯑꯩꯍꯥꯛꯅ ꯂꯝ ꯆꯠꯄꯗ ꯑꯅꯥꯕ ꯂꯩꯕꯁꯤꯡ ꯍꯤꯗꯥꯛ ꯂꯧꯈꯤ ꯑꯃꯁꯨꯡ ꯈꯣꯡꯆꯠ ꯄꯨꯝꯅꯃꯛꯇ ꯑꯩꯍꯥꯛ ꯑꯗꯨꯝ ꯇꯨꯝꯈꯤ꯫ ꯑꯩꯈꯣꯏꯅ ꯗꯤꯃꯥꯄꯨꯔ ꯑꯃꯁꯨꯡ ꯒꯨꯋꯥꯍꯥꯇꯤ ꯍꯥꯏꯋꯦꯒꯤ ꯃꯅꯥꯛꯇ ꯂꯩꯕ ꯀꯥꯂꯥ ꯄꯍꯥꯔ ꯀꯧꯕ ꯃꯐꯝ ꯑꯃꯗ ꯂꯩꯔꯤꯉꯩꯗ ꯑꯩꯉꯣꯟꯗ ꯈꯡꯍꯧꯗꯅ ꯀꯅꯥꯒꯨꯝꯕ ꯑꯃꯅ ꯑꯩꯒꯤ ꯃꯥꯏꯗ ꯂꯩꯒꯤ ꯃꯀꯨꯁꯤꯡ ꯂꯪꯁꯤꯜꯂꯤ ꯍꯥꯏꯕ ꯈꯪꯂꯛꯈꯤ, ꯑꯩꯍꯥꯛ ꯈꯡꯍꯧꯗꯅ ꯍꯧꯒꯠꯂꯛꯈꯤ ꯑꯃꯁꯨꯡ ꯕꯁ ꯃꯅꯨꯡꯗ ꯂꯩꯕ ꯃꯔꯨꯞꯁꯤꯡ ꯑꯃꯁꯨꯡ ꯊꯕꯛ ꯇꯧꯃꯤꯟꯅꯕꯁꯤꯡꯗ ꯂꯥꯎꯕ ꯍꯧꯔꯛꯈꯤ꯫